ꯑꯔꯇꯤꯐꯤꯁꯦꯜ ꯏꯟꯇꯤꯂꯤꯖꯦꯟꯁ ꯑꯃꯥ ꯑꯣꯏꯅꯥ ꯑꯩꯅꯥ ꯈꯣꯟꯖꯦꯜ ꯑꯃꯥ ꯁꯦꯝꯕꯥ ꯉꯝꯗꯦ, ꯑꯗꯨꯕꯨ ꯂꯤꯔꯤꯛꯁꯁꯤꯡꯅꯥ ꯅꯨꯡꯉꯥꯏꯕꯥ ꯈꯣꯟꯖꯦꯜ, ꯁ꯭ꯋꯥꯔ ꯍꯣꯟꯕꯥ ꯈꯨꯗꯤꯡꯒꯥ ꯂꯣꯏꯅꯅꯥ ꯏꯁꯩ ꯁꯛꯄꯥ ꯍꯥꯏꯕꯁꯤꯒꯤ ꯃꯇꯥꯡꯗꯥ ꯉꯥꯡꯂꯕꯅꯤꯅꯥ, ꯑꯩꯅꯥ ꯍꯥꯏꯖꯔꯤ ꯃꯗꯨꯗꯤ ꯅꯍꯥꯛꯅꯥ ꯅꯨꯡꯉꯥꯏꯔꯕꯥ ꯑꯃꯁꯨꯡ ꯅꯨꯡꯉꯥꯏꯕꯥ ꯃꯑꯣꯡ ꯃꯇꯧꯒꯤꯗꯃꯛ ꯈꯪꯅꯔꯕꯥ, ꯊꯋꯥꯏ ꯌꯥꯎꯕꯥ ꯇꯦꯝꯄꯣ ꯑꯃꯒꯥ ꯂꯣꯏꯅꯅꯥ ꯑꯆꯧꯕꯥ ꯀꯤ ꯑꯃꯗꯥ ꯈꯣꯟꯖꯦꯜ ꯑꯃꯥ ꯍꯣꯠꯅꯕꯤꯌꯨ꯫ ꯋꯥꯍꯩꯁꯤꯡ ꯑꯗꯨꯗꯥ ꯑꯀꯟꯕꯥ ꯃꯤꯠꯌꯦꯡ ꯊꯝꯅꯕꯥ, ꯁꯤꯡ-ꯏꯪ-ꯑꯥꯎꯠ ꯑꯃꯁꯨꯡ ꯕ꯭ꯔꯦꯠ ꯀꯤꯗꯃꯛꯇꯥ ꯍꯦꯟꯅꯥ ꯁꯥꯡꯅꯥ ꯆꯠꯄꯥ ꯅꯣꯠꯁꯤꯡꯒꯥ ꯂꯣꯏꯅꯅꯥ ꯋꯥꯈꯜ ꯋꯥꯕꯥ ꯀꯣꯔꯗ ꯄ꯭ꯔꯣꯒ꯭ꯔꯦꯁꯟ ꯑꯃꯒꯥ ꯂꯣꯏꯅꯅꯥ ꯁꯦꯝ ꯁꯥꯅꯕꯥ ꯍꯣꯠꯅꯧ꯫ ꯃꯈꯥꯒꯤ ꯋꯥꯍꯩ ꯄꯔꯦꯡ ꯑꯁꯤꯗꯥ ꯈ꯭ꯋꯥꯏꯗꯒꯤ ꯁꯥꯡꯕꯥ ꯋꯥꯍꯩ ꯑꯗꯨ ꯂꯦꯞꯊꯣꯛꯎ꯫ ꯑꯉꯛꯄꯥ ꯅꯨꯃꯤꯠꯀꯤ ꯅꯨꯃꯤꯠ ꯑꯃꯅꯤ꯫ ꯋꯥꯍꯩ ꯑꯁꯤꯒꯤ ꯈ꯭ꯋꯥꯏꯗꯒꯤ ꯁꯥꯡꯕꯥ ꯋꯥꯍꯩ "ꯑꯉꯛꯄꯥ" ꯍꯥꯏꯕꯁꯤꯅꯤ꯫ ꯋꯥꯍꯩ ꯑꯗꯨ ꯃꯌꯦꯛ ꯁꯦꯡꯕꯥ ꯑꯃꯁꯨꯡ ꯍꯛꯊꯦꯡꯅꯕꯥ ꯑꯣꯏꯍꯟꯅꯕꯥ ꯑꯃꯨꯛ ꯍꯟꯅꯥ ꯏꯌꯨ꯫ ꯍꯧꯖꯤꯛ ꯑꯣꯏꯔꯤꯕꯥ ꯐꯤꯚꯝ ꯑꯁꯤꯒꯤ ꯃꯇꯥꯡꯗꯥ ꯍꯦꯟꯅꯥ ꯈꯪꯕꯥ ꯉꯝꯅꯕꯥ ꯄꯨꯋꯥꯔꯤꯒꯤ ꯋꯥꯔꯤ ꯁꯥꯅꯕꯥ ꯃꯤꯑꯣꯏ ꯑꯗꯨꯅꯥ ꯍꯧꯈꯤꯕꯥ ꯃꯇꯝ ꯑꯗꯨꯕꯨ ꯌꯥꯝꯅꯥ ꯀꯨꯞꯅꯥ ꯌꯦꯡꯁꯤꯟꯕꯥ ꯉꯝꯒꯗꯕꯅꯤ꯫ ꯍꯧꯖꯤꯛꯀꯤ ꯃꯇꯝ ꯑꯁꯤ ꯍꯦꯟꯅꯥ ꯈꯪꯅꯕꯒꯤꯗꯃꯛ ꯏꯇꯤꯍꯥꯁꯀꯤ ꯃꯤꯑꯣꯏ ꯑꯗꯨꯅꯥ ꯍꯧꯈꯤꯕꯥ ꯃꯇꯝ ꯑꯗꯨꯕꯨ ꯌꯥꯝꯅꯥ ꯀꯨꯞꯅꯥ ꯌꯦꯡꯁꯤꯟꯒꯗꯕꯅꯤ꯫ꯃꯈꯥꯗꯥ ꯄꯤꯔꯤꯕꯥ ꯋꯥꯐꯝ ꯑꯁꯤ ꯍꯧꯖꯤꯛꯀꯤ ꯃꯄꯨꯡ ꯐꯥꯕꯥ ꯃꯇꯝꯗꯥ ꯍꯣꯡꯗꯣꯛꯎ꯫ ꯃꯍꯥꯛꯅꯥ ꯋꯥꯜꯁꯤꯡꯗꯥ ꯄꯦꯟꯇ ꯇꯧꯈꯤ꯫ ꯃꯍꯥꯛꯅꯥ ꯋꯥꯜꯁꯤꯡꯗꯥ ꯄꯦꯟꯇ ꯇꯧꯈ꯭ꯔꯦ꯫